ꯆꯦꯠꯕꯣꯠ: ꯅꯍꯥꯛꯀꯤ ꯈꯣꯡꯎꯞ ꯁꯥꯏꯖ ꯑꯃꯁꯨꯡ ꯑꯄꯥꯝꯕꯥ ꯕ꯭ꯔꯥꯟꯗ ꯑꯁꯤ ꯀꯔꯤꯅꯣ? ꯀꯁ꯭ꯇꯃꯔ: ꯑꯩꯒꯤ ꯈꯣꯡꯎꯞ ꯁꯥꯏꯖ ꯑꯁꯤ ꯇꯔꯥꯅꯤ ꯑꯃꯁꯨꯡ ꯑꯩꯒꯤ ꯑꯄꯥꯝꯕꯥ ꯕ꯭ꯔꯥꯟꯗ ꯑꯁꯤ ꯅꯥꯏꯛꯅꯤ꯫ ꯆꯦꯠꯕꯣꯠ: ꯑꯩꯈꯣꯏꯅꯥ ꯅꯥꯏꯛ ꯔꯟꯅꯤꯡ ꯁꯨ ꯀꯌꯥ ꯑꯃꯥ ꯁꯥꯏꯖ ꯇꯔꯥꯗꯥ ꯐꯪꯂꯤ, ꯑꯗꯣꯝꯒꯤ ꯋꯥꯈꯜꯗꯥ ꯃꯆꯨꯒꯤ ꯑꯄꯥꯝꯕꯥ ꯅꯠꯇ꯭ꯔꯒꯥ ꯃꯃꯜꯒꯤ ꯔꯦꯟꯖ ꯑꯃꯥ ꯂꯩꯕꯔꯥ? ꯀꯁ꯭ꯇꯃꯔ: ꯑꯩꯅꯥ ꯕ꯭ꯂꯨꯗꯥ ꯑꯃꯥ ꯄꯥꯝꯃꯤ ꯑꯃꯁꯨꯡ ꯑꯩꯒꯤ ꯕꯖꯦꯠ ꯑꯁꯤ ꯗꯣꯂꯔ ꯆꯝꯃꯥ ꯀꯨꯟꯗꯒꯤ ꯇꯥꯅꯥ ꯂꯩ꯫ ꯆꯦꯠꯕꯣꯠ: ꯃꯈꯥꯗꯥ ꯅꯍꯥꯛꯀꯤ ꯃꯃꯜꯒꯤ ꯔꯦꯟꯖꯒꯤ ꯃꯅꯨꯡꯗꯥ ꯕ꯭ꯂꯨ ꯅꯥꯏꯛ ꯔꯟ ꯇꯧꯕꯥ ꯈꯣꯡꯎꯞꯁꯤꯡꯒꯤ ꯑꯣꯞꯁꯟ ꯈꯔꯥ ꯄꯤꯔꯤ: ꯑꯣꯞꯁꯟ ꯑꯍꯥꯟꯕ ꯅꯥꯏꯛ ꯑꯦꯌꯔ ꯖꯨꯝ ꯄꯦꯒꯥꯁ ꯀꯨꯟꯊ꯭ꯔꯥ ꯇꯔꯦꯠꯑꯣꯞꯁꯟ ꯑꯅꯤꯁꯨꯕ ꯅꯥꯏꯛ ꯔꯤꯚꯣꯂꯨꯁꯟ ꯇꯥꯔꯨꯛ ꯑꯣꯞꯁꯟ ꯑꯍꯨꯝꯁꯨꯕ ꯅꯥꯏꯛ ꯐ꯭ꯔꯤ ꯑꯥꯔ ꯑꯦꯟ ꯇꯥꯔꯨꯛ ꯁꯩꯅꯣ ꯑꯁꯤꯒꯨꯝꯕꯥ ꯑꯣꯞꯁꯟꯁꯤꯡ ꯑꯁꯤꯒꯤ ꯃꯅꯨꯡꯗꯥ ꯑꯃꯠꯇꯥ ꯅꯍꯥꯛꯀꯤ ꯃꯊꯧ ꯇꯥꯕꯔꯥ? ꯀꯁ꯭ꯇꯃꯔ: ꯑꯣꯞꯁꯟ ꯑꯍꯥꯟꯕ ꯑꯁꯤ ꯑꯩꯒꯤꯗꯃꯛꯇꯗꯤ ꯈ꯭ꯋꯥꯏꯗꯒꯤ ꯐꯕꯥ ꯑꯣꯏꯅꯥ ꯎꯕꯥ ꯐꯪꯏ꯫ ꯆꯦꯠꯕꯣꯠ: ꯅꯥꯏꯛ ꯑꯦꯌꯔ ꯖꯨꯝ ꯄꯦꯒꯥꯁ ꯀꯨꯟꯊ꯭ꯔꯥ ꯇꯔꯦꯠ ꯑꯁꯤ ꯌꯥꯝꯅꯥ ꯄꯥꯝꯅꯕꯥ ꯑꯣꯞꯁꯟ ꯑꯃꯅꯤ꯫ ꯅꯍꯥꯛꯅꯥ ꯃꯁꯤ ꯅꯍꯥꯛꯀꯤ ꯀꯥꯔꯗꯇꯥ ꯍꯥꯞꯆꯤꯟꯗꯨꯅꯥ ꯆꯦꯛꯑꯥꯎꯠ ꯇꯧꯕꯥ ꯄꯥꯝꯕꯤꯕ꯭ꯔꯥ ꯅꯠꯇ꯭ꯔꯒꯥ ꯑꯇꯣꯞꯄꯥ ꯀꯔꯤꯒꯨꯝꯕꯥ ꯑꯃꯠꯇꯥ ꯊꯤꯕꯗꯥ ꯃꯇꯦꯡ ꯃꯊꯧ ꯇꯥꯕ꯭ꯔꯥ? ꯀꯁ꯭ꯇꯃꯔ: ꯃꯗꯨ ꯄꯨꯝꯅꯃꯛ ꯑꯣꯏꯒꯅꯤ꯫ ꯑꯩꯍꯥꯛꯅꯥ ꯆꯦꯛꯑꯥꯎꯠ ꯇꯧꯕꯗꯥ ꯃꯈꯥ ꯆꯠꯊꯒꯅꯤ꯫ ꯆꯦꯇꯕꯣꯠ: ꯑꯐꯕꯥꯅꯤ ꯑꯩꯈꯣꯏꯒꯤ ꯁ꯭ꯇꯣꯔ ꯑꯁꯤ ꯈꯟꯕꯤꯕꯒꯤꯗꯃꯛ ꯊꯥꯒꯠꯆꯔꯤ! ꯅꯍꯥꯛꯀꯤ ꯅꯥꯏꯛ ꯑꯦꯌꯔ ꯖꯨꯝ ꯄꯦꯒꯥꯁꯁ ꯀꯨꯟꯊ꯭ꯔꯥ ꯇꯔꯦꯠ ꯑꯁꯤ ꯅꯍꯥꯛꯀꯤ ꯀꯥꯔꯠꯇꯥ ꯍꯥꯞꯆꯤꯜꯂꯦ ꯑꯃꯁꯨꯡ ꯅꯍꯥꯛꯅꯥ ꯁꯦꯝ ꯁꯥꯕꯥ ꯃꯇꯝꯗꯥ ꯆꯦꯛꯑꯥꯎꯠ ꯇꯧꯕꯥ ꯌꯥꯒꯅꯤ꯫ ꯒ꯭ꯔꯣꯠ ꯃꯥꯏꯟꯗꯁꯦꯠꯒꯤ ꯋꯥꯈꯜꯂꯣꯟ ꯑꯗꯨꯗꯥ ꯋꯥꯈꯜ ꯇꯥꯍꯟꯗꯨꯅꯥ ꯋꯥꯍꯩ ꯈꯔꯥ ꯏꯕꯤꯌꯨ꯫ ꯒ꯭ꯔꯣꯠ ꯃꯥꯏꯟꯗꯁꯦꯠ ꯍꯥꯏꯕꯁꯤ ꯀꯅꯥꯒꯨꯝꯕꯥ ꯑꯃꯒꯤ ꯇꯧꯕꯥ ꯉꯝꯕꯁꯤꯡ ꯑꯃꯁꯨꯡ ꯋꯥꯈꯜ ꯂꯧꯁꯤꯡ ꯑꯁꯤ ꯍꯣꯠꯅꯕꯥ, ꯂꯦꯞꯄꯥ ꯂꯩꯇꯅꯥ ꯍꯣꯠꯅꯕꯥ ꯑꯃꯁꯨꯡ ꯇꯝꯕꯒꯤ ꯈꯨꯠꯊꯥꯡꯗꯥ ꯆꯥꯎꯈꯠꯄꯥ ꯑꯃꯁꯨꯡ ꯐꯒꯠꯍꯟꯕꯥ ꯌꯥꯏ ꯍꯥꯏꯅꯥ ꯊꯥꯖꯕꯥ ꯑꯗꯨꯕꯨ ꯈꯪꯅꯩ꯫ ꯃꯁꯤ ꯀꯅꯥꯒꯨꯝꯕꯥ ꯑꯃꯅꯥ ꯃꯈꯣꯏꯒꯤ ꯂꯝꯆꯠ-ꯁꯥꯖꯠꯁꯤꯡ ꯑꯁꯤ ꯍꯣꯡꯗꯣꯛꯄꯥ ꯉꯝꯗꯦ ꯍꯥꯏꯅꯥ ꯊꯥꯖꯕꯥ ꯌꯥꯕꯥ ꯐꯤꯛꯁ ꯃꯥꯏꯟꯗꯁꯦꯠ ꯑꯃꯒꯥ ꯃꯥꯟꯅꯗꯦ꯫ ꯒ꯭ꯔꯣꯠꯀꯤ ꯋꯥꯈꯜꯂꯣꯟ ꯑꯃꯥ ꯂꯧꯁꯤꯟꯕꯅꯥ ꯁꯤꯡꯅꯕꯁꯤꯡ ꯊꯦꯡꯅꯕꯗꯥ ꯍꯦꯟꯅꯥ ꯋꯥꯈꯜ ꯇꯥꯕꯥ, ꯃꯥꯏ ꯄꯥꯛꯄꯥ ꯃꯇꯝꯗꯥ ꯂꯥꯟꯊꯦꯡꯅꯕꯗꯥ ꯍꯦꯟꯅꯥ ꯋꯥꯈꯜ ꯇꯥꯕꯥ ꯍꯦꯟꯒꯠꯍꯟꯕꯥ ꯉꯝꯒꯅꯤ ꯑꯃꯁꯨꯡ ꯑꯔꯣꯏꯕꯗꯥ, ꯍꯦꯟꯅꯥ ꯃꯥꯏ ꯄꯥꯛꯄꯥ ꯐꯜꯁꯤꯡ ꯄꯨꯔꯛꯄꯥ ꯉꯃꯒꯅꯤ꯫ ꯁꯤꯡꯅꯕꯁꯤꯡ ꯑꯁꯤ ꯆꯥꯎꯈꯠꯄꯥ ꯑꯃꯁꯨꯡ ꯆꯥꯎꯈꯠꯄꯒꯤ ꯈꯨꯗꯣꯡꯆꯥꯕꯥ ꯑꯃꯥ ꯑꯣꯏꯅꯥ ꯂꯧꯗꯨꯅꯥ ꯒ꯭ꯔꯣꯠꯀꯤ ꯋꯥꯈꯜꯂꯣꯟ ꯂꯩꯕꯥ ꯃꯤꯑꯣꯏꯁꯤꯡꯅꯥ ꯃꯈꯣꯏꯒꯤ ꯃꯄꯨꯡ ꯐꯥꯕꯥ ꯄꯣꯇꯦꯟꯁꯤꯌꯦꯜ ꯑꯗꯨ ꯌꯧꯕꯥ ꯉꯝꯅꯕꯥ ꯍꯦꯟꯅꯥ ꯊꯧꯔꯥꯡ ꯇꯧꯔꯤ꯫